ꯕꯤꯟ ꯐꯪꯁꯟ ꯑꯁꯤꯅꯥ ꯄꯤꯔꯤꯕꯥ ꯅꯝꯕꯔ ꯑꯗꯨ ꯃꯁꯤꯒꯤ ꯕꯥꯏꯅꯥꯔꯤ ꯔꯤꯄ꯭ꯔꯖꯦꯟꯇꯦꯁꯟꯗꯥ ꯑꯣꯟꯊꯣꯛꯅꯕꯥ ꯕꯤꯜꯇ-ꯏꯟ ꯐꯪꯁꯟ ꯁꯤꯖꯤꯟꯅꯩ꯫ ꯐꯪꯁꯟ ꯑꯁꯤꯅꯥ ꯕꯦꯁ ꯑꯅꯤꯗꯒꯤ ꯍꯧꯕꯥ ꯏꯁꯇ꯭ꯔꯤꯡ ꯑꯃꯥ ꯔꯤꯇ꯭ꯔꯟ ꯇꯧꯏ ꯃꯔꯝ ꯑꯗꯨꯅꯥ ꯑꯩꯈꯣꯏꯅꯥ ꯃꯁꯤ ꯂꯧꯊꯣꯛꯅꯕꯥ ꯑꯅꯤꯁꯨꯕꯥ ꯏꯟꯗꯦꯛꯁꯇꯒꯤ ꯔꯤꯖꯜ ꯑꯗꯨ ꯁ꯭ꯂꯥꯏꯁ ꯇꯧꯕꯥ ꯃꯊꯧ ꯇꯥꯏ꯫ ꯑꯔꯣꯏꯕꯗꯥ, ꯀꯟꯚ꯭ꯔꯠ ꯇꯧꯔꯕꯥ ꯕꯥꯏꯅꯥꯔꯤ ꯅꯝꯕꯔ ꯑꯗꯨ ꯐꯪꯁꯟ ꯑꯗꯨꯅꯥ ꯍꯜꯂꯛꯏ꯫ ꯃꯗꯨꯒꯤ ꯃꯇꯨꯡꯗꯥ ꯑꯩꯈꯣꯏꯅꯥ ꯅꯝꯕꯔ ꯀꯨꯟ ꯑꯁꯤ ꯑꯥꯔꯒꯨꯃꯦꯟꯇ ꯑꯃꯥ ꯑꯣꯏꯅꯥ ꯄꯥꯁ ꯇꯧꯗꯨꯅꯥ ꯐꯪꯁꯟ ꯑꯁꯤ ꯀꯧꯕꯥ ꯌꯥꯏ꯫ ꯔꯤꯖꯜ ꯑꯗꯨ ꯚꯦꯔꯤꯑꯦꯕꯜ ꯑꯃꯗꯥ ꯁ꯭ꯇꯣꯔ ꯇꯧꯏ ꯑꯃꯁꯨꯡ ꯄ꯭ꯔꯤꯟꯇ ꯇꯧꯏ꯫ ꯄꯦꯟꯇꯤꯡ ꯑꯁꯤ ꯌꯦꯡꯂꯤꯕꯁꯤꯡꯗꯥ ꯌꯥꯝꯅꯥ ꯅꯨꯡꯉꯥꯏꯒꯅꯤ ꯍꯥꯏꯕꯒꯤ ꯃꯔꯝ ꯑꯃꯥ ꯄꯤꯌꯨ꯫ ꯗꯤ ꯁ꯭ꯇꯥꯔꯔꯤ ꯅꯥꯏꯠ ꯄꯦꯟꯇꯤꯡ ꯑꯁꯤꯅꯥ ꯌꯦꯡꯂꯤꯕꯁꯤꯡꯗꯥ ꯌꯥꯝꯅꯥ ꯅꯨꯡꯉꯥꯏꯍꯟꯕꯒꯤ ꯃꯔꯝ ꯑꯃꯗꯤ ꯃꯁꯤꯅꯥ ꯊꯋꯥꯏ ꯌꯥꯎꯕꯥ ꯃꯆꯨꯁꯤꯡ ꯑꯃꯁꯨꯡ ꯊꯧꯅꯥ ꯐꯕꯥ ꯕ꯭ꯔꯥꯁ ꯢꯁꯇ꯭ꯔꯣꯛꯁꯤꯡ ꯁꯤꯖꯤꯟꯅꯕꯅꯤ ꯃꯗꯨꯅꯥ ꯆꯠꯊꯣꯛ-ꯆꯠꯁꯤꯟ ꯑꯃꯁꯨꯡ ꯏꯅꯔꯖꯤꯒꯤ ꯋꯥꯈꯜꯂꯣꯟ ꯑꯃꯥ ꯁꯦꯝꯒꯠꯂꯤ, ꯃꯁꯤꯅꯥ ꯅꯥꯏꯇꯣꯝ ꯂꯩꯕꯥ ꯑꯇꯤꯌꯥꯒꯤ ꯐꯖꯕꯥ ꯑꯃꯁꯨꯡ ꯄꯥꯛ ꯆꯥꯎꯕꯥ ꯑꯗꯨ ꯃꯤꯠꯌꯦꯡ ꯊꯝꯒꯗꯕꯥ ꯃꯑꯣꯡꯗꯥ ꯐꯣꯡꯗꯣꯛꯏ꯫ ꯃꯩꯈꯨ ꯁꯤꯖꯤꯟꯅꯕꯅꯥ ꯃꯦꯃꯣꯔꯤꯗꯥ ꯑꯀꯥꯏꯕꯥ ꯄꯤꯕ꯭ꯔꯥ ꯍꯥꯏꯕꯗꯨ ꯈꯪꯗꯣꯛꯅꯕꯥ ꯑꯦꯛꯁꯄ꯭ꯔꯤꯃꯦꯟꯇ ꯑꯃꯥ ꯗꯤꯖꯥꯏꯟ ꯇꯧ꯫ ꯃꯩꯈꯨ ꯁꯤꯖꯤꯟꯅꯕꯅꯥ ꯃꯦꯃꯣꯔꯤꯗꯥ ꯑꯀꯥꯏꯕꯥ ꯄꯤꯕ꯭ꯔꯥ ꯍꯥꯏꯕꯗꯨ ꯈꯪꯗꯣꯛꯅꯕꯥ ꯁꯤꯖꯤꯟꯅꯕꯥ ꯌꯥꯕꯥ ꯑꯦꯛꯁꯄ꯭ꯔꯤꯃꯦꯟꯇ ꯑꯃꯒꯤ ꯑꯥꯎꯠꯂꯥꯏꯟ ꯑꯃꯥ ꯃꯈꯥꯗꯥ ꯄꯤꯔꯤ꯫ ꯁ꯭ꯇꯗꯤ ꯁꯦꯝꯄꯜ ꯆꯍꯤ, ꯃꯍꯩ-ꯃꯁꯤꯡꯒꯤ ꯊꯥꯛ, ꯑꯃꯁꯨꯡ ꯑꯇꯩ ꯐꯦꯛꯇꯔꯁꯤꯡꯗꯥ ꯌꯨꯝꯐꯝ ꯑꯣꯏꯗꯨꯅꯥ ꯃꯦꯁ ꯇꯧꯕꯥ, ꯃꯩꯈꯨ ꯊꯥꯗꯣꯛꯄꯥ ꯑꯃꯁꯨꯡ ꯃꯩꯈꯨ ꯊꯥꯗꯣꯛꯄꯥ ꯌꯥꯗꯕꯥ ꯁꯔꯨꯛ ꯌꯥꯔꯤꯕꯁꯤꯡꯒꯤ ꯄꯨꯜ ꯑꯃꯥ ꯈꯣꯝꯖꯤꯜꯂꯨ꯫ ꯁꯔꯨꯛ ꯌꯥꯔꯤꯕꯁꯤꯡ ꯈꯨꯗꯤꯡꯃꯛꯇꯒꯤ ꯑꯌꯥꯕꯥ ꯂꯧꯕꯥ ꯑꯃꯁꯨꯡ ꯃꯈꯣꯏꯅꯥ ꯁ꯭ꯇꯗꯤ ꯑꯗꯨꯒꯤ ꯄꯥꯟꯗꯝ ꯑꯃꯁꯨꯡ ꯊꯧꯑꯣꯡ ꯑꯗꯨ ꯈꯪꯖꯤꯟꯕꯥ ꯁꯣꯏꯗꯅꯥ ꯀꯅꯥꯒꯅꯤ꯫ ꯁ꯭ꯇꯗꯤ ꯍꯧꯗ꯭ꯔꯤꯉꯩꯒꯤ ꯃꯃꯥꯡꯗꯥ ꯁꯔꯨꯛ ꯌꯥꯔꯤꯕꯁꯤꯡ ꯄꯨꯝꯅꯃꯛꯇꯥ ꯕꯦꯖ ꯂꯥꯏꯟ ꯃꯦꯃꯣꯔꯤ ꯇꯦꯁ ꯑꯃꯥ ꯄꯤꯒꯅꯤ꯫ ꯃꯁꯤ ꯋꯥꯔꯗ ꯂꯤꯁ ꯔꯤꯀꯣꯜꯒꯨꯝꯕꯥ ꯏꯆꯝ ꯆꯝꯕꯥ ꯇꯦꯁ ꯑꯃꯥ ꯅꯠꯇ꯭ꯔꯒꯥ ꯍꯦꯟꯅꯥ ꯀꯝꯄ꯭ꯂꯦꯛꯁ ꯑꯣꯏꯕꯥ ꯀꯣꯛꯅꯤꯇꯤꯚ ꯇꯦꯁ ꯑꯃꯥ ꯑꯣꯏꯕꯥ ꯌꯥꯏ꯫ ꯁꯔꯨꯛ ꯌꯥꯔꯤꯕꯁꯤꯡꯕꯨ ꯀꯥꯡꯂꯨꯞ ꯑꯅꯤꯗꯥ ꯈꯥꯏꯗꯣꯛꯎ꯫ ꯀꯥꯡꯂꯨꯞ ꯑꯃꯅꯥ ꯂꯦꯞꯄꯥ ꯃꯇꯝꯒꯤ ꯑꯣꯏꯅꯥ ꯃꯩꯈꯨ ꯊꯥꯗꯣꯛꯄꯥ ꯌꯥꯗꯅꯕꯥ ꯍꯥꯏꯒꯅꯤ, ꯑꯗꯨꯒꯥ ꯑꯇꯣꯞꯄꯥ ꯀꯥꯡꯂꯨꯞ ꯑꯃꯅꯥ ꯆꯥꯡ ꯅꯥꯏꯅꯥ ꯃꯩꯈꯨ ꯊꯥꯗꯣꯛꯄꯥ ꯃꯈꯥ ꯆꯠꯊꯕꯥ ꯌꯥꯒꯅꯤ꯫ ꯏꯟꯇ꯭ꯔꯥꯚꯦꯟꯁꯟꯒꯤ ꯃꯇꯝ ꯑꯁꯤ ꯃꯩꯈꯨ ꯁꯤꯖꯤꯟꯅꯕꯅꯥ ꯃꯦꯃꯣꯔꯤꯗꯥ ꯄꯤꯕꯥ ꯌꯥꯕꯥ ꯏꯝꯄꯦꯛ ꯑꯗꯨ ꯈꯪꯗꯣꯛꯅꯕꯥ ꯃꯇꯤꯛ ꯆꯥꯅꯥ ꯁꯥꯡꯅꯥ ꯂꯩꯒꯗꯕꯅꯤ꯫ ꯏꯟꯇ꯭ꯔꯥꯚꯦꯟꯁꯟꯒꯤ ꯃꯇꯝ ꯂꯣꯏꯔꯕꯥ ꯃꯇꯨꯡꯗꯥ, ꯁꯔꯨꯛ ꯌꯥꯔꯤꯕꯁꯤꯡ ꯄꯨꯝꯅꯃꯛꯇꯥ ꯑꯃꯨꯛ ꯍꯟꯅꯥ ꯆꯞ ꯃꯥꯟꯅꯕꯥ ꯃꯦꯃꯣꯔꯤ ꯇꯦꯁ ꯑꯗꯨ ꯄꯤꯌꯨ꯫ ꯔꯤꯖꯜꯁꯤꯡ ꯔꯦꯀꯣꯔꯗ ꯇꯧꯕꯥ ꯑꯃꯁꯨꯡ ꯕꯦꯖ ꯂꯥꯏꯟ ꯇꯦꯁꯀꯤ ꯔꯤꯖꯜꯁꯤꯡꯒꯥ ꯆꯥꯡꯗꯝꯅꯒꯅꯤ꯫ ꯀꯥꯡꯂꯨꯞ ꯑꯅꯤ ꯑꯁꯤꯒꯤ ꯄ꯭ꯔꯤ- ꯑꯃꯁꯨꯡ ꯄꯣꯁꯠ-ꯇꯦꯁꯀꯤ ꯔꯤꯖꯜꯁꯤꯡ ꯆꯥꯡꯗꯝꯅꯒꯅꯤ꯫ ꯁ꯭ꯇꯦꯇꯤꯁ꯭ꯇꯤꯀꯦꯜ ꯑꯦꯅꯥꯂꯥꯏꯁꯤꯁ ꯑꯃꯥ ꯁꯤꯖꯤꯟꯅꯗꯨꯅꯥ ꯃꯩꯈꯨ ꯊꯥꯗꯣꯛꯄꯥ ꯑꯃꯁꯨꯡ ꯃꯩꯈꯨ ꯁꯤꯖꯤꯟꯅꯗꯕꯥ ꯃꯤꯑꯣꯏꯁꯤꯡꯒꯤ ꯃꯔꯛꯇꯥ ꯃꯦꯃꯣꯔꯤ ꯄꯔꯐꯣꯃꯦꯟꯁꯇꯥ ꯑꯆꯧꯕꯥ ꯈꯦꯠꯅꯕꯥ ꯂꯩꯕ꯭ꯔꯥ ꯍꯥꯏꯕꯗꯨ ꯈꯪꯗꯣꯛꯄꯥ ꯌꯥꯏ꯫ ꯃꯁꯤꯒꯤ ꯃꯊꯛꯇꯥ, ꯑꯇꯣꯞꯄꯥ ꯃꯔꯤ ꯂꯩꯅꯕꯥ ꯐꯦꯛꯇꯔꯁꯤꯡꯒꯤꯗꯃꯛꯇꯥ ꯀꯟꯇ꯭ꯔꯣꯜ ꯇꯧꯕꯥ ꯃꯇꯝꯗꯥ ꯃꯩꯈꯨ ꯊꯥꯗꯣꯛꯄꯥ ꯑꯃꯁꯨꯡ ꯃꯦꯃꯣꯔꯤꯒꯤ ꯃꯔꯛꯇꯥ ꯂꯩꯔꯤꯕꯥ ꯃꯔꯤ ꯑꯗꯨ ꯃꯈꯥ ꯇꯥꯅꯥ ꯌꯦꯡꯁꯤꯟꯅꯕꯥ ꯂꯤꯅꯤꯌꯔ ꯅꯠꯇ꯭ꯔꯒꯥ ꯃꯜꯇꯤꯄꯜ ꯔꯤꯒ꯭ꯔꯦꯁꯟ ꯑꯦꯅꯥꯂꯥꯏꯁꯤꯁ ꯁꯤꯖꯤꯟꯅꯕꯥ ꯌꯥꯏ꯫ ꯁ꯭ꯇꯗꯤ ꯑꯁꯤꯒꯤ ꯐꯜꯁꯤꯡꯗꯥ ꯌꯨꯝꯐꯝ ꯑꯣꯏꯗꯨꯅꯥ, ꯃꯩꯈꯨ ꯁꯤꯖꯤꯟꯅꯕꯅꯥ ꯃꯦꯃꯣꯔꯤꯗꯥ ꯄꯤꯕꯥ ꯏꯐꯦꯛꯇꯒꯤ ꯃꯇꯥꯡꯗꯥ ꯋꯥꯔꯦꯞ ꯂꯧꯕꯥ꯫ ꯀꯔꯤꯒꯨꯝꯕꯥ ꯃꯔꯨꯑꯣꯏꯕꯥ ꯏꯐꯦꯛꯇ ꯑꯃꯥ ꯂꯩꯔꯕꯗꯤ, ꯊꯤꯖꯤꯟꯕꯒꯤ ꯊꯕꯛ ꯑꯗꯨ ꯄꯕ꯭ꯂꯤꯛ ꯍꯦꯜ ꯏꯟꯇꯔꯚꯦꯟꯁꯟꯁꯤꯡꯗꯥ ꯈꯪꯍꯟꯅꯕꯥ ꯑꯃꯁꯨꯡ ꯃꯩꯈꯨ ꯊꯥꯗꯣꯛꯄꯥ ꯊꯤꯡꯅꯕꯥ ꯄꯨꯛꯅꯤꯡ ꯊꯧꯒꯠꯅꯕꯥ ꯁꯤꯖꯤꯟꯅꯕꯥ ꯌꯥꯏ꯫ ꯃꯔꯤ ꯑꯁꯤ ꯍꯦꯟꯅꯥ ꯑꯀꯨꯞꯄꯥ ꯃꯔꯣꯜꯗꯥ ꯊꯤꯖꯤꯟꯅꯕꯥ ꯃꯈꯥ ꯇꯥꯕꯥ ꯔꯤꯁꯔꯆ ꯇꯧꯕꯥ ꯌꯥꯏ, ꯃꯗꯨꯗꯤ ꯃꯩꯈꯨ ꯁꯤꯖꯤꯟꯅꯕꯒꯤ ꯇꯣꯉꯥꯟ ꯇꯣꯉꯥꯟꯕꯥ ꯊꯥꯛꯁꯤꯡꯒꯤ ꯏꯐꯦꯛꯁꯤꯡ ꯌꯦꯡꯁꯤꯟꯕꯥ ꯅꯠꯇ꯭ꯔꯒꯥ ꯃꯩꯈꯨ ꯊꯥꯗꯣꯛꯄꯥ ꯑꯃꯁꯨꯡ ꯃꯩꯈꯨ ꯁꯤꯖꯤꯟꯅꯗꯕꯥ ꯃꯤꯑꯣꯏꯁꯤꯡꯒꯤ ꯃꯦꯃꯣꯔꯤ ꯄꯔꯐꯣꯃꯦꯟꯁ ꯑꯗꯨ ꯍꯦꯟꯅꯥ ꯁꯥꯡꯅꯥ ꯆꯥꯡꯗꯝꯅꯕꯥ ꯑꯁꯤꯅꯆꯤꯡꯕꯅꯤ꯫